ꯁ꯭ꯔꯤꯗꯦꯚꯤ ꯑꯁꯤ ꯏꯟꯗꯤꯌꯥꯒꯤ ꯍꯤꯟꯗꯤ ꯂꯣꯟꯒꯤ ꯕꯣꯜꯂꯤꯋꯨꯗ (ꯍꯤꯟꯗꯤ ꯃꯃꯤ ꯀꯨꯝꯃꯩ)ꯒꯤ ꯁꯛꯇꯝ ꯂꯥꯡꯕꯤ ꯁꯤꯟꯂꯣꯢ ꯑꯃꯅꯤ꯫ ꯃꯍꯥꯛ ꯑꯁꯤ ꯏꯪ ꯀꯨꯝ ꯂꯤꯁꯤꯡ ꯑꯃꯒ ꯆꯃꯥꯄꯟ ꯃꯔꯤꯐꯨꯗ ꯂꯣꯢꯅꯅ ꯃꯁꯤꯒꯤ ꯃꯇꯨꯡꯒꯤ ꯆꯍꯤ ꯇꯔꯥꯗ ꯕꯣꯜꯂꯤꯋꯨꯗꯀꯤ ꯈ꯭ꯋꯥꯢꯗꯒꯤ ꯃꯃꯤꯡ ꯂꯩꯕꯤ ꯁꯛꯇꯝ ꯂꯥꯡꯕꯤ ꯑꯣꯢꯈꯤ꯫ ꯍꯤꯟꯗꯤ ꯃꯃꯤ ꯀꯨꯝꯃꯩ ꯁꯛꯇꯝ ꯂꯥꯡꯕꯤ ꯁꯤꯟꯂꯣꯢ ꯁ꯭ꯔꯦꯌꯥꯁ ꯇꯥꯜꯄꯥꯗꯦ ꯑꯃꯗꯤ ꯁ꯭ꯔꯨꯇꯤ ꯍꯥꯁꯟ ꯑꯁꯤꯁꯨ ꯏꯟꯗꯤꯌꯥꯒꯤ ꯍꯤꯟꯗꯤ ꯂꯣꯟꯒꯤ ꯕꯣꯜꯂꯤꯋꯨꯗ (ꯍꯤꯟꯗꯤ ꯃꯃꯤ ꯀꯨꯝꯃꯩ)ꯒꯤ ꯁꯛꯇꯝ ꯂꯥꯡꯕ ꯁꯤꯟꯂꯣꯢ ꯑꯃꯅꯤ꯫ ꯃꯤꯇꯩ ꯃꯌꯦꯛꯇ ꯃꯄꯤ ꯃꯌꯦꯛ ꯅꯠꯇ꯭ꯔꯒ ꯃꯄꯨꯝ ꯃꯌꯦꯛ ꯄꯨꯟꯅ ꯀꯨꯟ - ꯇꯔꯦꯠ ꯁꯨꯏ꯫ ꯄꯨꯋꯥꯔꯤ ꯆꯍꯨꯝ ꯋꯥꯀꯣꯛꯂꯣꯟ ꯍꯤꯂꯦꯜ ꯊꯤꯂꯦꯜ ꯁꯂꯥꯏ ꯑꯃꯥꯏꯂꯣꯟ ꯄꯨꯀꯣꯛ ꯄꯨꯌꯥ ꯃꯇꯨꯡꯏꯟꯅ ꯃꯤꯇꯩ ꯀꯣꯛ ꯍꯥꯏꯕ ꯃꯌꯦꯛꯁꯤ ꯃꯂꯤꯌꯥꯐꯝ ꯄꯥꯜꯆ ꯑꯃꯗꯒꯤ ꯍꯧꯔꯒ ꯁꯤꯖꯤꯟꯅꯔꯛꯏ ꯍꯥꯏꯕꯒꯤ ꯍꯤꯌꯥꯡ ꯍꯤꯔꯦꯜ ꯂꯩꯖꯩ꯫ ꯋꯦꯜꯁꯀꯤ "ꯑꯦꯡꯒꯦꯂꯦꯁꯤ ꯏꯊꯠ"ꯇ ꯂꯩꯕ ꯕ꯭ꯔꯤꯇꯥꯅꯤꯌꯥ ꯊꯣꯡꯒꯤ ꯃꯅꯥꯛꯇ ꯂꯩꯕ "ꯃꯦꯅꯥꯏ ꯁ꯭ꯇ꯭ꯔꯦꯠ"ꯇ ꯑꯃꯁꯨꯡ "ꯕꯦꯡꯒꯣꯔ ꯁ꯭ꯇ꯭ꯔꯦꯠ" ꯑꯁꯤ ꯃꯄꯥꯟꯗ ꯂꯩꯕ ꯑꯆꯧꯕ ꯈꯨꯡꯒꯪ ꯑꯃꯅꯤ ꯑꯃꯁꯨꯡ ꯂꯣꯀꯦꯜ ꯂꯩꯉꯥꯛꯀꯤ ꯂꯨꯞ ꯑꯃꯅꯤ꯫ ꯃꯐꯝ ꯑꯁꯤꯒꯤ ꯃꯤꯁꯤꯡ ꯑꯁꯤ ꯂꯤꯁꯤꯡ ꯑꯅꯤꯒ ꯇꯔꯥꯃꯥꯊꯣꯏ ꯒꯤ ꯃꯤꯀꯣꯛ ꯊꯤꯕꯗ ꯃꯤꯁꯤꯡ ꯂꯤꯁꯤꯡꯑꯍꯨꯝꯒ ꯆꯥꯃꯒ ꯁꯨꯞꯅ ꯇꯔꯦꯠ ꯑꯣꯏꯈꯤ꯫ ꯃꯈꯣꯢꯒꯤ ꯃꯅꯨꯡꯗ ꯍꯨꯝꯐꯨꯇꯔꯥ ꯃꯥꯊꯣꯏꯅ ꯋꯦꯜꯁ ꯂꯣꯟ ꯉꯥꯡꯕ ꯉꯝꯈꯤ꯫ ꯃꯁꯤ ꯃꯤꯁꯤꯡꯒꯤ ꯃꯇꯨꯡ ꯏꯟꯅ ꯏꯊꯠ ꯑꯁꯤꯒꯤ ꯇꯔꯨꯛꯁꯨꯕ ꯈ꯭ꯋꯥꯢꯗꯒꯤ ꯆꯥꯎꯕ ꯃꯐꯝꯅꯤ꯫ ꯁꯤꯂꯦꯕꯜ ꯇꯔꯥꯅꯤꯄꯥꯜꯗ ꯈꯥꯏꯗꯣꯛꯄ ꯃꯌꯦꯛ ꯌꯥꯡꯈꯩ ꯅꯤꯄꯥꯟ ꯌꯥꯎꯕ ꯃꯤꯡ ꯑꯁꯤꯒꯤ ꯁꯥꯡꯂꯕ ꯃꯑꯣꯡ ꯑꯁꯤ ꯌꯨꯔꯣꯞꯀꯤ ꯈ꯭ꯋꯥꯏꯗꯒꯤ ꯁꯥꯡꯕ "ꯃꯐꯝꯒꯤ ꯃꯤꯡ"ꯅꯤ ꯑꯃꯁꯨꯡ ꯃꯥꯂꯦꯝꯗ ꯋꯥꯍꯩ ꯑꯃꯈꯛꯇꯒꯤ ꯑꯅꯤꯁꯨꯕ ꯈ꯭ꯋꯥꯏꯗꯒꯤ ꯁꯥꯡꯕ "ꯃꯐꯝꯒꯤ ꯃꯤꯡ"ꯅꯤ꯫ ꯃꯅꯤꯄꯨꯔ ꯃꯅꯨꯡꯗ ꯂꯩꯕ ꯄꯅꯥ ꯂꯃꯥꯡꯗꯣꯡ ꯅꯠꯇ꯭ꯔꯒ ꯕꯤꯁ꯭ꯅꯨꯄꯨꯔ ꯑꯁꯤ ꯃꯅꯤꯄꯨꯔꯒꯤ ꯂꯃꯥꯡꯗꯣꯡ ꯄꯅꯥꯒꯤ ꯂꯩꯉꯥꯛꯐꯝ ꯃꯀꯣꯛ (ꯍꯦꯗꯀ꯭ꯋꯥꯔꯇꯔ) ꯅꯤ꯫ ꯃꯁꯤ ꯃꯅꯤꯄꯨꯔ ꯒꯤ ꯇꯝꯄꯥꯛꯀꯤ ꯂꯝꯂꯦꯟꯒꯤ ꯄꯅꯥ ꯑꯃꯅꯤ꯫ ꯃꯁꯤ ꯃꯤꯇꯩ ꯀꯥꯡꯂꯨꯞꯅ ꯃꯄꯨꯡ ꯑꯣꯢꯅ ꯈꯨꯟꯗꯥꯏ꯫ ꯂꯝꯃꯤꯠ ꯂꯤꯁꯤꯡ ꯑꯅꯤꯒ ꯇꯔꯥꯃꯥꯊꯣꯏꯒꯤ ꯏꯟꯗꯤꯌꯥꯒꯤ ꯁꯦꯟꯁꯁꯀꯤ ꯃꯇꯨꯡ ꯏꯟꯅ ꯂꯃꯥꯡꯗꯣꯡꯒꯤ ꯃꯤꯁꯤꯡ ꯑꯁꯤ ꯆꯥꯎꯔꯥꯛꯅ ꯂꯤꯁꯤꯡ ꯇꯔꯥꯇꯔꯨꯛꯀ ꯆꯅꯤꯒ ꯍꯨꯝꯐꯨ ꯃꯔꯤꯅꯤ꯫ ꯑꯄꯨꯟꯕ ꯃꯤꯁꯤꯡꯒꯤ ꯃꯅꯨꯡꯗ ꯅꯨꯄꯥ ꯂꯤꯁꯤꯡꯃꯉꯥ ꯆꯍꯨꯝ ꯀꯨꯟꯃꯔꯤꯅ ꯌꯥꯡꯈꯩ ꯅꯤꯊꯣꯢ ꯌꯥꯝꯅ ꯑꯣꯏꯔꯤ ꯑꯃꯁꯨꯡ ꯅꯨꯄꯤ ꯂꯤꯁꯤꯡꯃꯔꯤꯒ ꯆꯃꯥꯄꯟ ꯅꯤꯐꯨꯅ ꯅꯤꯐꯨꯅꯤꯄꯥꯟ ꯑꯣꯏꯔꯤ꯫ ꯂꯃꯥꯡꯗꯣꯡꯗ ꯆꯥꯡꯆꯠꯇ ꯂꯥꯏꯔꯤꯛ ꯇꯝꯕꯒꯤ ꯆꯥꯡ ꯑꯁꯤ ꯃꯔꯤꯐꯨ ꯅꯤꯊꯣꯏꯅꯤ꯫ ꯅꯨꯄꯥ ꯂꯥꯏꯔꯤꯛ ꯇꯝꯕꯒꯤ ꯆꯥꯡꯅ ꯃꯔꯤꯐꯨ ꯅꯤꯊꯣꯏ ꯑꯃꯁꯨꯡ ꯅꯨꯄꯤ ꯂꯥꯏꯔꯤꯛ ꯇꯝꯕꯒꯤ ꯆꯥꯡꯅ ꯍꯨꯝꯐꯨꯇꯔꯥ ꯅꯤꯊꯣꯏꯅꯤ ꯂꯣꯏꯅꯅ ꯃꯤꯁꯤꯡꯒꯤ ꯇꯔꯥꯅꯤꯊꯣꯏꯗꯤ ꯆꯍꯤ ꯇꯔꯨꯛꯀꯤ ꯃꯈꯥꯗꯥ ꯂꯩ꯫ ꯃꯁꯤꯒꯤ ꯈꯨꯡꯒꯪ ꯑꯁꯤ ꯃꯤꯇꯩ, ꯄꯥꯡꯒꯜ (ꯃꯅꯤꯄꯨꯔꯤ ꯃꯨꯁꯜꯃꯥꯟꯁꯤꯡ) ꯑꯃꯁꯨꯡ ꯁꯦꯗ꯭ꯌꯨꯜ ꯇ꯭ꯔꯥꯏꯕꯁꯤꯡꯒꯤ ꯃꯌꯨꯝ ꯑꯣꯏꯔꯤ꯫